ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯂꯥꯏꯕ꯭ꯔꯦꯔꯤꯁꯤꯡ ꯑꯃꯁꯨꯡ ꯐ꯭ꯔꯦꯝꯋꯥꯔꯛꯁꯤꯡꯗ ꯄꯥꯛ ꯁꯟꯅ ꯃꯇꯦꯡ ꯄꯥꯡꯕꯅ ꯃꯔꯝ ꯑꯣꯏꯗꯨꯅ ꯃꯤꯌꯥꯝꯅ ꯄꯥꯝꯅꯩ꯫ ꯑꯗꯨꯝ ꯑꯣꯏꯅꯃꯛ, ꯂꯣꯜ ꯈꯨꯗꯤꯡꯃꯛꯀꯤ ꯃꯁꯥꯒꯤ ꯑꯣꯏꯕ ꯄꯥꯡꯒꯜ ꯂꯩ ꯑꯃꯁꯨꯡ ꯗꯤꯕꯦꯜꯄꯔꯁꯤꯡꯅꯥ ꯑꯌꯥꯝꯕꯅ ꯃꯈꯣꯏꯅ ꯁꯣꯜꯞ ꯇꯧꯅꯕ ꯍꯣꯠꯅꯔꯤꯕ ꯑꯀꯛꯅꯕ ꯄ꯭ꯔꯣꯕ꯭ꯂꯦꯝ ꯑꯗꯨꯒꯤꯗꯃꯛ ꯈꯋꯥꯏꯗꯒꯤ ꯆꯨꯅꯕ ꯂꯣꯜ ꯑꯗꯨ ꯈꯟꯒꯠꯂꯤ꯫ ꯂꯝꯂꯛꯀꯤ ꯁꯥ-ꯎꯆꯦꯛꯁꯤꯡꯅ ꯁꯔꯨꯛ ꯌꯥꯕ ꯄꯥꯔꯇꯤ ꯑꯃꯒꯤ ꯃꯇꯥꯡꯗ ꯋꯥꯔꯤ ꯑꯃꯥ ꯏꯕꯤꯌꯨ꯫ ꯃꯇꯝ ꯑꯃꯗ, ꯖꯪꯒꯜꯒꯤ ꯊꯃꯣꯏꯗꯥ ꯌꯥꯝꯅ ꯂꯨꯅ, ꯂꯝꯂꯛꯀꯤ ꯁꯥ-ꯎꯆꯦꯛꯁꯤꯡꯅ ꯆꯍꯤꯒꯤ ꯈ꯭ꯋꯥꯏꯗꯒꯤ ꯂꯝꯀꯣꯏꯕ ꯄꯥꯔꯇꯤ ꯊꯥꯗꯣꯛꯅꯕ ꯁꯦꯝ ꯁꯥꯔꯝꯃꯤ꯫ ꯏꯟꯚꯥꯏꯇꯦꯁꯟꯁꯤꯡ ꯑꯗꯨ ꯖꯪꯒꯜꯒꯤ ꯀꯣꯅꯨꯡ ꯈꯨꯗꯤꯡꯗ ꯊꯥꯔꯛꯈꯤ, ꯈ꯭ꯋꯥꯏꯗꯒꯤ ꯋꯥꯡꯕ ꯎꯄꯥꯜꯁꯤꯡꯗꯒꯤ ꯍꯧꯔꯒ ꯃꯥꯂꯦꯝꯗ ꯂꯩꯕ ꯂꯝꯗꯝꯁꯤꯡ ꯐꯥꯎꯕ꯫ ꯑꯔꯣꯏꯕꯗ ꯄꯥꯔꯇꯤꯒꯤ ꯅꯨꯃꯤꯠ ꯑꯗꯨ ꯌꯧꯔꯛꯄꯥ ꯃꯇꯝꯗ ꯃꯑꯣꯡ-ꯃꯇꯧ ꯑꯃꯁꯨꯡ ꯁꯥꯏꯖ ꯈꯨꯗꯤꯡꯃꯛꯀꯤ ꯁꯥ-ꯁꯟꯁꯤꯡ ꯂꯥꯛꯄ ꯍꯧꯔꯛꯈꯤ꯫ ꯉꯥꯁꯤꯡꯅ ꯋꯥꯏꯅꯦꯁꯇꯒꯤ ꯂꯥꯛꯄ ꯍꯧꯔꯛꯈꯤ, ꯑꯗꯨꯒ ꯁꯃꯨꯁꯤꯡꯅ ꯃꯈꯣꯏꯒꯤ ꯁꯛꯇꯤ ꯂꯩꯔꯕ ꯇꯨꯔꯦꯜꯁꯤꯡꯒ ꯂꯣꯏꯅꯅ ꯂꯥꯛꯈꯤ꯫ ꯀꯩꯁꯤꯡꯅ ꯃꯈꯣꯏꯒꯤ ꯄꯣꯠꯆꯩꯁꯤꯡ ꯂꯥꯟꯊꯣꯛꯂꯒꯥ ꯊꯥꯒꯤ ꯃꯉꯥꯜꯗ ꯃꯈꯣꯏꯒꯤ ꯁ꯭ꯇꯔꯤꯞꯁꯤꯡ ꯑꯗꯨ ꯆꯦꯟꯊꯔꯛꯄꯥ ꯃꯇꯝꯗꯥ ꯁꯤꯡꯍꯁꯤꯡꯅ ꯅꯨꯡꯉꯥꯏꯅ ꯍꯨꯔꯥꯟꯈꯤ꯫ ꯀ꯭ꯂꯤꯌꯔꯤꯡꯒꯤ ꯃꯅꯨꯡꯗꯥ ꯑꯆꯧꯕꯥ ꯕꯣꯟꯐꯥꯏꯌꯔ ꯑꯃꯅ ꯈꯣꯟꯖꯦꯜ ꯍꯧꯅ ꯅꯥꯟꯊꯣꯛꯈꯤ, ꯄꯥꯔꯇꯤꯒꯤ ꯃꯤꯑꯣꯏꯁꯤꯡꯒꯤ ꯃꯊꯛꯇ ꯆꯦꯟꯊꯔꯛꯄ ꯁꯦꯡꯂꯕ ꯃꯐꯝ ꯑꯃꯥ ꯊꯣꯛꯍꯟꯈꯤ꯫ ꯄꯥꯈꯪ ꯀꯥꯡꯂꯨꯞ ꯑꯃꯅ ꯏꯁꯩ ꯁꯛꯄ ꯍꯧꯔꯛꯈꯤ, ꯃꯈꯣꯏꯒꯤ ꯈꯣꯟꯖꯦꯜꯁꯤꯡꯅ ꯅꯨꯃꯤꯠ ꯑꯗꯨ ꯃꯆꯤꯟ-ꯃꯅꯥ ꯑꯣꯏꯕ ꯃ꯭ꯌꯨꯖꯤꯛꯅ ꯊꯜꯂꯝꯃꯤ, ꯑꯗꯨꯒ ꯅꯣꯡꯃꯩ ꯀꯥꯞꯄꯁꯤꯡꯅ ꯈꯣꯟꯖꯦꯜꯒꯤ ꯈꯣꯟꯖꯦꯜꯗ ꯆꯦꯟꯊꯔꯛꯏ꯫ ꯊꯥꯅ ꯑꯇꯤꯌꯥꯗ ꯍꯦꯟꯅ ꯋꯥꯡꯈꯠꯂꯛꯄꯒ ꯂꯣꯏꯅꯅ ꯁꯥ-ꯁꯟꯁꯤꯡꯅ ꯃꯅꯥ-ꯃꯁꯤꯡ ꯑꯃꯁꯨꯡ ꯃꯅꯥ-ꯃꯁꯤꯡꯒꯤ ꯃꯆꯤ ꯑꯣꯏꯕ ꯆꯤꯟꯖꯥꯛ ꯁꯟꯗꯣꯛꯈꯤ꯫ ꯒꯦꯖꯦꯜꯁꯤꯡꯅ ꯒꯦꯝ ꯁꯥꯟꯅꯔꯤ ꯑꯃꯁꯨꯡ ꯅꯣꯛꯅꯔꯤ, ꯑꯗꯨꯒ ꯖꯤꯔꯥꯐꯁꯤꯡꯅ ꯃꯊꯛꯇꯒꯤ ꯌꯦꯡꯂꯛꯂꯤ, ꯃꯈꯣꯏꯒꯤ ꯂꯝꯕ ꯈꯣꯡꯎꯞ ꯑꯗꯨ ꯅꯨꯡꯉꯥꯏꯕꯅ ꯊꯜꯂꯕꯥ ꯈꯣꯡꯎꯞ ꯑꯗꯨ ꯍꯨꯔꯥꯟꯈꯤ꯫ ꯅꯨꯃꯤꯠ ꯑꯗꯨ ꯂꯣꯏꯔꯕ ꯃꯇꯨꯡꯗ ꯁꯥ-ꯁꯟꯁꯤꯡꯅ ꯅꯥꯟꯊꯣꯛꯂꯒ ꯍꯨꯔꯥꯟꯈꯤ, ꯋꯥꯏꯜꯗ ꯄꯥꯔꯇꯤꯒꯤ ꯅꯨꯡꯉꯥꯏꯕꯗ ꯃꯥꯡꯈꯤ꯫ ꯃꯊꯛꯇ ꯇꯔꯥꯝꯅ ꯑꯣꯛꯈꯤ, ꯃꯈꯣꯏꯒꯤ ꯃꯉꯥꯜ ꯑꯗꯨ ꯅꯨꯡꯉꯥꯏꯔꯕ ꯃꯐꯝ ꯑꯗꯨꯗ ꯊꯨꯅꯥ ꯌꯥꯡꯅ ꯆꯦꯜꯂꯛꯈꯤ꯫ ꯑꯔꯣꯏꯕꯗ ꯄꯥꯔꯇꯤ ꯑꯗꯨ ꯂꯣꯏꯔꯕ ꯃꯇꯨꯡꯗ ꯁꯥ-ꯁꯟꯁꯤꯡꯅ ꯃꯈꯣꯏꯒꯤ ꯌꯨꯝꯗ ꯍꯜꯂꯛꯄꯒꯤ ꯂꯝꯕꯤ ꯁꯦꯝꯕ ꯍꯧꯔꯛꯄ ꯃꯇꯝꯗ ꯃꯈꯣꯏ ꯄꯨꯝꯅꯃꯛꯅ ꯌꯥꯅꯈꯤ ꯃꯗꯨꯗꯤ ꯃꯁꯤ ꯖꯪꯒꯜꯅ ꯎꯈꯤꯕ ꯈ꯭ꯋꯥꯏꯗꯒꯤ ꯐꯕ ꯄꯥꯔꯇꯤꯅꯤ꯫ ꯑꯃꯁꯨꯡ ꯃꯔꯝ ꯑꯁꯤꯅ, ꯃꯄꯨꯡ ꯐꯥꯕ ꯈꯣꯡꯎꯞ ꯑꯃꯁꯨꯡ ꯅꯨꯡꯉꯥꯏꯕ ꯊꯝꯃꯣꯏꯁꯤꯡꯒ ꯂꯣꯏꯅꯅ, ꯖꯪꯒꯜꯒꯤ ꯂꯝꯀꯣꯏꯕꯁꯤꯡꯅ ꯃꯈꯣꯏꯅ ꯁꯦꯌꯔ ꯇꯧꯔꯛꯈꯤꯕ ꯑꯉꯛꯄ, ꯎꯃꯪꯒꯤ ꯅꯨꯃꯤꯠ ꯑꯗꯨꯒꯤ ꯃꯆꯤꯟ-ꯃꯅꯥꯎ ꯑꯣꯏꯕ ꯃꯪꯂꯥꯟꯁꯤꯡ ꯃꯉꯣꯟꯗ ꯌꯥꯝꯅ ꯂꯨꯕ ꯑꯃꯁꯨꯡ ꯁꯥꯟꯇꯤ ꯂꯩꯕ ꯇꯨꯝꯕ ꯑꯃꯗ ꯊꯨꯡꯂꯈꯤ꯫ ꯃꯩꯈꯨ ꯁꯤꯖꯤꯟꯅꯕꯒ ꯃꯔꯤ ꯂꯩꯅꯕ ꯔꯤꯛ꯭ꯁꯁꯤꯡ ꯁꯟꯗꯣꯛꯅ ꯇꯥꯛꯄꯤꯌꯨ꯫ ꯃꯩꯈꯨ ꯁꯤꯖꯤꯟꯅꯕꯅ ꯍꯛꯁꯦꯜꯒꯤ ꯑꯆꯧꯕ ꯈꯨꯗꯣꯡꯊꯤꯕ ꯀꯌꯥ ꯄꯨꯔꯛꯏ ꯑꯃꯁꯨꯡ ꯃꯩꯈꯨ ꯊꯥꯗꯣꯛꯄ ꯃꯤꯑꯣꯏ ꯑꯗꯨ ꯈꯛꯇ ꯅꯠꯇꯅ ꯃꯈꯣꯏꯒꯤ ꯑꯀꯣꯏꯕꯗ ꯂꯩꯔꯤꯕ ꯃꯤꯑꯣꯏꯁꯤꯡꯗꯁꯨ ꯁꯦꯀꯦꯟꯗꯍꯦꯟꯗ ꯃꯩꯈꯨꯒꯤ ꯈꯨꯠꯊꯥꯡꯗ ꯑꯁꯣꯛ-ꯑꯄꯟ ꯊꯣꯛꯍꯟꯕ ꯌꯥꯏ꯫ ꯃꯩꯈꯨ ꯁꯤꯖꯤꯟꯅꯕꯒ ꯃꯔꯤ ꯂꯩꯅꯕ ꯔꯤꯛ꯭ꯁ ꯈꯔꯗꯤ ꯃꯈꯥꯗ ꯄꯤꯔꯤꯕꯁꯤꯡꯁꯤꯅꯤ: ꯁ꯭ꯋꯔ ꯍꯣꯟꯕꯒꯤ ꯑꯅꯥꯕꯒꯤ ꯔꯤꯛ꯭ꯁ ꯍꯦꯟꯒꯠꯂꯛꯄꯥ: ꯃꯩꯈꯨ ꯁꯤꯖꯤꯟꯅꯕꯅ ꯑꯦꯌꯔꯋꯦ ꯑꯃꯁꯨꯡ ꯑꯦꯜꯕꯦꯑꯣꯂꯤ, ꯂꯪꯁꯇ ꯂꯩꯕ ꯑꯄꯤꯛꯄ ꯑꯦꯌꯔ ꯁꯦꯛꯁꯤꯡꯗ ꯑꯃꯥꯡ-ꯑꯇꯥ ꯊꯣꯛꯍꯜꯂꯤ, ꯁ꯭ꯋꯔ ꯍꯣꯟꯕꯗ ꯋꯥꯕ ꯊꯣꯛꯍꯜꯂꯤ ꯑꯃꯁꯨꯡ ꯀ꯭ꯔꯣꯅꯤꯛ ꯕ꯭ꯔꯣꯡꯀꯥꯏꯇꯤꯁ, ꯑꯦꯝꯐꯤꯁꯦꯃꯥ ꯑꯃꯁꯨꯡ ꯁ꯭ꯋꯔ ꯍꯣꯞꯕꯒꯤ ꯑꯅꯥꯕꯁꯤꯡꯒꯤ ꯔꯤꯛ꯭ꯁ ꯍꯦꯟꯒꯠꯍꯜꯂꯤ꯫